ꯄꯨꯋꯥꯂꯤ ꯃꯃꯥꯡꯀꯤ ꯀꯪꯂꯩꯄꯥꯛ ꯑꯁꯤ ꯑꯂꯤꯄ ꯀꯪꯂꯩꯄꯥꯛ ꯑꯔꯤꯕ ꯃꯅꯤꯄꯨꯔ ꯍꯥꯢꯔꯤꯕ ꯃꯇꯝ ꯑꯁꯤꯒꯤ ꯃꯃꯥꯡꯗ ꯂꯩꯔꯝꯕ ꯅꯨꯡꯅ ꯈꯨꯠꯁꯨ ꯈꯨꯠꯂꯥꯢ ꯁꯦꯝ ꯁꯥꯗꯨꯅ ꯁꯤꯖꯤꯟꯅꯔꯝꯕ ꯃꯤꯁꯤꯡꯅ ꯈꯨꯟꯊꯣꯛꯂꯝꯕꯒꯤ ꯃꯇꯝꯅꯤ꯫ ꯃꯥꯂꯦꯝꯒꯤ ꯑꯇꯣꯞꯄ ꯃꯐꯝꯁꯤꯡꯒ ꯌꯦꯡꯅꯕꯗ ꯂꯩꯇꯧ ꯂꯩꯈꯣꯠ ꯀꯤ ꯊꯧꯁꯤ ꯃꯅꯤꯄꯨꯔꯗ ꯌꯥꯝꯅ ꯊꯦꯡꯅ ꯄꯥꯡꯂꯛꯈꯤ꯫ ꯑꯣꯀ꯭ꯔꯝ ꯀꯨꯃꯥꯔ ꯁꯤꯡꯍꯒꯤ ꯂꯝꯖꯤꯡ ꯃꯈꯥꯗ ꯂꯩꯇꯧ ꯂꯩꯈꯣꯠ ꯍꯧꯈꯤꯕꯅꯤ꯫ ꯃꯍꯥꯛꯀꯤ ꯊꯧ ꯄꯥꯡꯗ꯭ꯔꯤꯉꯩꯒꯤ ꯃꯃꯥꯡꯗꯗꯤ ꯂꯩꯀꯣꯠ ꯂꯩꯇꯧꯒꯤ ꯃꯇꯥꯡꯗ ꯂꯧꯁꯤꯡ ꯌꯥꯝꯅ ꯂꯩꯔꯝꯗꯦ꯫ ꯑꯣꯀ꯭ꯔꯝ ꯀꯨꯃꯥꯔ ꯁꯤꯡꯍ ꯒꯤ ꯋꯥꯈꯜꯂꯣꯟꯒꯤ ꯃꯇꯨꯡꯏꯟꯅ ꯑꯁꯨꯝꯅ ꯍꯥꯢ ꯄꯨꯋꯥꯂꯤ ꯃꯃꯥꯡꯀꯤ ꯀꯪꯂꯩꯄꯥꯛ ꯇ ꯑꯔꯤꯕ ꯅꯨꯡꯒꯤ ꯈꯨꯠꯁꯨ ꯈꯨꯠꯂꯥꯢ ꯁꯤꯖꯤꯟꯅꯕ ꯃꯇꯝ ꯑꯃꯗꯤ ꯃꯌꯥꯢ ꯊꯪꯕ ꯃꯇꯝ ꯑꯁꯤꯗ ꯃꯤꯅ ꯂꯣꯢꯕꯤ ꯆꯤꯡꯁꯤꯡꯗ ꯂꯩꯔꯝꯃꯤ ꯑꯗꯨꯒ ꯑꯅꯧꯕ ꯅꯨꯡꯒꯤ ꯈꯨꯠꯁꯨ ꯈꯨꯠꯂꯥꯢ ꯁꯤꯖꯤꯟꯅꯕ ꯃꯇꯝꯗꯅ ꯆꯤꯡ ꯑꯃꯗꯤ ꯇꯝꯄꯥꯛ ꯑꯅꯤꯃꯛꯇ ꯈꯨꯟꯇꯥꯂꯛꯈꯤ꯫ ꯇꯝꯄꯥꯛ ꯇ ꯀꯨꯝꯊꯔꯛꯄꯁꯤ ꯌꯥꯝꯗ꯭ꯔꯕꯗ ꯆꯍꯤ ꯒꯤ ꯃꯃꯥꯡꯗ ꯑꯣꯢꯒꯅꯤ꯫ ꯐꯪꯂꯤꯕ ꯅꯨꯡꯒꯤ ꯄꯣꯠꯁꯛ ꯄꯣꯠꯂꯝꯁꯤꯡꯒꯤ ꯃꯑꯣꯡ ꯃꯇꯧꯒꯤ ꯃꯇꯨꯡꯏꯟꯅ ꯀꯪꯂꯩꯄꯥꯛꯀꯤ ꯄꯨꯋꯥꯔꯤꯒꯤ ꯃꯃꯥꯡꯒꯤ ꯃꯇꯝꯁꯤ ꯁꯔꯨꯛ ꯑꯍꯨꯝ ꯊꯣꯛꯏ꯫ ꯑꯔꯤꯕ ꯅꯨꯡꯒꯤ ꯃꯇꯝ ꯄꯦꯂꯤꯌꯣꯂꯤꯊꯤꯛ ꯃꯇꯝ ꯑꯁꯤ ꯅꯨꯡꯒꯤ ꯄꯣꯠꯁꯛ ꯁꯤꯖꯤꯟꯅꯕ ꯃꯇꯝ ꯑꯍꯨꯝꯒꯤ ꯃꯅꯨꯡꯗ ꯑꯍꯥꯟꯕ ꯅꯤ꯫ ꯃꯁꯤ ꯃꯐꯝ ꯃꯐꯝꯒꯤ ꯈꯦꯟꯅꯩ꯫ ꯑꯉꯟꯕ ꯃꯇꯝꯒꯤ ꯃꯤ ꯀꯥꯡꯂꯨꯞ ꯑꯉꯟꯕ ꯆꯠꯅꯕꯤ ꯑꯁꯤ ꯒꯤ ꯃꯄꯥꯟꯗ ꯆꯍꯤ ꯒꯤ ꯃꯃꯥꯡꯗ ꯍꯧꯔꯛꯈꯤ꯫ ꯑꯔꯤꯕ ꯅꯨꯡꯒꯤ ꯄꯣꯠꯁꯛ ꯁꯤꯖꯤꯟꯅꯕ ꯃꯇꯝ ꯑꯁꯤꯒꯤ ꯄꯣꯠꯁꯛ ꯐꯪꯕ ꯃꯐꯝ ꯑꯁꯤ ꯃꯉꯥ ꯂꯩꯔꯦ ꯃꯈꯣꯢꯁꯤꯡꯗꯨꯗꯤ ꯁꯣꯡꯕꯨ ꯈꯥꯡꯈꯨꯏ ꯃꯆꯤ ꯅꯣꯡꯄꯣꯛ ꯀꯩꯊꯦꯜꯃꯥꯟꯕꯤ ꯑꯃꯁꯨꯡ ꯁꯤꯡꯇꯝꯅꯤ꯫ ꯁꯣꯡꯕꯨ ꯂꯩꯈꯨꯟ ꯏꯪ ꯀꯨꯝꯖꯥ ꯂꯤꯁꯤꯡ ꯑꯃ ꯆꯃꯥꯄꯟ ꯃꯔꯐꯨ ꯍꯨꯝꯗꯣꯏꯗ ꯅꯨꯡꯖꯥꯎ ꯃꯈꯜ ꯈꯔꯥ ꯐꯪꯈꯤ꯫ ꯃꯁꯤꯗ ꯐꯪꯈꯤꯕ ꯅꯨꯡꯒꯤ ꯈꯨꯠꯂꯥꯏ ꯑꯁꯤ ꯃꯈꯜ ꯑꯅꯤ ꯁꯨꯏ ꯀꯣꯔ ꯇꯨꯜꯁ ꯑꯃꯁꯨꯡ ꯐ꯭ꯂꯦꯛ ꯇꯨꯜꯁꯅꯤ꯫ ꯏꯟꯗꯤꯌꯥꯒꯤ ꯆꯠꯅ ꯀꯥꯡꯂꯣꯟ ꯏꯟꯗꯤꯖꯤꯅꯁ ꯄꯤꯄꯜ꯭ꯁ ꯔꯥꯏꯠꯁ ꯏꯟꯇꯔꯅꯦꯁꯅꯦꯜ ꯑꯁꯤ ꯃꯥꯂꯦꯝꯒꯤ ꯑꯣꯏꯕ ꯔꯦꯖꯤꯁ꯭ꯇꯔ ꯇꯧꯔꯕ ꯅꯟ ꯄ꯭ꯔꯣꯐꯤꯠ ꯏꯟꯗꯤꯖꯦꯅꯁ ꯄꯤꯄꯜ꯭ꯁ ꯑꯣꯔꯒꯅꯥꯏꯖꯦꯁꯟ ꯑꯃꯅꯤ꯫ ꯃꯁꯤꯅ ꯏꯟꯗꯤꯖꯤꯅꯁ ꯄꯤꯄꯜ꯭ꯁꯀꯤ ꯐꯪꯐꯝ ꯊꯣꯛꯄꯁꯤꯡꯒꯤ ꯉꯥꯛ ꯁꯦꯟꯅꯕ ꯊꯕꯛ ꯇꯧꯔꯤ ꯑꯃꯁꯨꯡ ꯏꯟꯗꯤꯖꯤꯅꯁ ꯄꯤꯄꯜ꯭ꯁꯀꯤ ꯐꯪꯐꯝ ꯊꯣꯛꯄꯁꯤꯡ ꯉꯥꯛ ꯁꯦꯟꯅꯕ ꯑꯃꯁꯨꯡ ꯑꯆꯨꯝ ꯑꯔꯥꯟ ꯑꯃꯁꯨꯡ ꯏꯀꯥꯏꯈꯨꯝꯅꯕ ꯀꯧꯕ ꯑꯁꯤ ꯑꯃꯠꯇ ꯑꯣꯏꯅ ꯄꯨꯟꯁꯤꯟꯗꯨꯅ ꯍꯦꯟꯒꯠꯍꯜꯂꯤ꯫ ꯏꯟꯗꯤꯖꯤꯅꯁ ꯄꯤꯄꯜ꯭ꯁ ꯔꯥꯏꯠꯁ ꯏꯟꯇꯔꯅꯦꯁꯅꯦꯜ ꯅꯥ ꯀ꯭ꯔꯤꯃꯤꯅꯦꯂꯥꯏꯖꯦꯁꯟ ꯍꯤꯡꯁꯥ ꯑꯃꯁꯨꯡ ꯏꯟꯗꯤꯖꯦꯅꯁ ꯄꯤꯄꯜꯁꯤꯡꯒꯤ ꯃꯥꯌꯣꯛꯇꯥ ꯏꯝꯄ꯭ꯌꯨꯅꯤꯇꯤ ꯊꯦꯡꯅꯅꯕꯥ ꯑꯃꯁꯨꯡ ꯊꯤꯡꯅꯕꯥ ꯃꯥꯂꯦꯝꯒꯤ ꯑꯣꯏꯕꯥ ꯊꯧꯔꯥꯡ ꯑꯁꯤ ꯂꯨꯆꯤꯡꯂꯤ꯫ ꯏꯟꯗꯤꯖꯤꯅꯁ ꯄꯤꯄꯜ꯭ꯁ ꯔꯥꯏꯠꯁ ꯏꯟꯇꯔꯅꯦꯁꯅꯦꯜ ꯒꯤ ꯃꯤꯠꯌꯦꯡ ꯑꯁꯤ ꯕꯤꯖꯤꯅꯦꯁ ꯑꯣꯄꯔꯦꯁꯟꯁꯤꯡꯗꯥ ꯏꯟꯗꯤꯖꯤꯅꯁ ꯄꯤꯄꯜꯁꯤꯡꯒꯤ ꯍꯛꯁꯤꯡ ꯉꯥꯛꯇꯨꯅꯥ ꯊꯝꯕꯥ ꯀꯟꯖꯔꯕꯦꯁꯟꯒꯤ ꯊꯧꯔꯥꯡꯁꯤꯡꯗꯥ ꯏꯟꯗꯤꯖꯤꯅꯁ ꯄꯤꯄꯜꯁꯤꯡꯒꯤ ꯍꯛꯁꯤꯡ ꯀ꯭ꯔꯤꯃꯤꯅꯥꯏ ꯀ꯭ꯔꯤꯃꯤꯅꯦꯂꯥꯏꯖ ꯇꯧꯕꯥ ꯍꯟꯊꯍꯟꯕꯥ ꯑꯃꯁꯨꯡ ꯅꯨꯄꯤ ꯑꯃꯁꯨꯡ ꯑꯉꯥꯡꯁꯤꯡ ꯌꯥꯎꯅꯥ ꯏꯟꯗꯤꯖꯤꯅꯁ ꯃꯤꯑꯣꯏꯕꯁꯤꯡ ꯃꯤꯑꯣꯏꯁꯤꯡꯕꯨ ꯖꯦꯜꯗꯥ ꯊꯝꯕꯥ ꯍꯟꯊꯍꯟꯕꯅꯤ꯫ ꯏꯟꯗꯤꯖꯤꯅꯁ ꯄꯤꯄꯜ꯭ꯁ ꯔꯥꯏꯠꯁ ꯏꯟꯇꯔꯅꯦꯁꯅꯦꯜ ꯅꯥ ꯅꯦꯁꯅꯦꯜ ꯔꯤꯐꯣꯔꯝꯁꯤꯡ ꯑꯃꯁꯨꯡ ꯏꯟꯇꯔꯅꯦꯁꯅꯦꯜ ꯑꯦꯟꯐꯣꯔꯁꯃꯦꯟꯠ ꯃꯦꯀꯥꯅꯤꯖꯝꯁꯤꯡꯒꯤ ꯃꯥꯏꯀꯩꯗꯥ ꯆꯪꯁꯤꯟꯕꯗꯥ ꯃꯇꯦꯡ ꯄꯥꯡꯏ ꯃꯗꯨꯗꯤ ꯏꯟꯗꯤꯖꯤꯅꯁ ꯄꯤꯄꯜꯁꯤꯡꯒꯤ ꯍꯤꯡꯅꯕꯒꯤ ꯑꯃꯁꯨꯡ ꯃꯈꯣꯏꯒꯤ ꯂꯝ ꯉꯥꯛ ꯁꯦꯅꯕꯒꯤ ꯍꯛ ꯑꯗꯨ ꯉꯥꯛꯅꯕꯥ ꯃꯊꯧ ꯇꯥꯏ꯫ ꯃꯔꯨꯑꯣꯏꯕꯥ ꯃꯤꯠꯌꯦꯡ ꯑꯁꯤ ꯏꯟꯗꯤꯖꯤꯅꯁ ꯄꯤꯄꯜꯁꯇꯥ ꯍꯤꯡꯁꯥ ꯑꯁꯤ ꯃꯔꯨꯑꯣꯏꯅꯥ ꯌꯥꯝꯅꯥ ꯁꯥꯊꯤꯕꯥ ꯂꯩꯕꯥꯛ ꯇꯔꯨꯛꯇꯥ ꯄꯤꯔꯤ ꯕ꯭ꯔꯥꯖꯤꯜ ꯀꯣꯂꯝꯕꯤꯌꯥ ꯗꯦꯃꯣꯀ꯭ꯔꯦꯇꯤꯛ ꯔꯤꯄꯕ꯭ꯂꯤꯛ ꯑꯣꯐ ꯀꯣꯡꯒꯣ ꯚꯥꯔꯠ ꯃꯦꯛꯁꯤꯀꯣ ꯐꯤꯂꯤꯄꯤꯟꯁ꯫